ꯑꯦꯁ ꯂꯤꯁꯤꯡ ꯑꯅꯤꯒꯥ ꯇꯔꯥꯇꯔꯦꯠꯀꯤ ꯃꯦ ꯀꯨꯟꯍꯨꯝꯗꯣꯏꯗꯥ ꯁ꯭ꯄꯦꯅꯤꯁ ꯀ꯭ꯂꯕ ꯔꯤꯑꯦꯜ ꯃꯥꯗ꯭ꯔꯤꯠꯅꯥ ꯚꯤꯅꯤꯁꯤꯌꯁꯄꯨ ꯂꯧꯁꯤꯟꯕꯒꯤ ꯀꯟꯇ꯭ꯔꯦꯛ ꯑꯃ ꯈꯨꯠꯌꯦꯛ ꯄꯤꯅꯈꯤ, ꯃꯁꯤ ꯂꯤꯁꯤꯡ ꯑꯅꯤꯒꯥ ꯇꯔꯥꯅꯤꯄꯥꯜꯒꯤ ꯖꯨꯂꯥꯏ ꯇꯔꯥꯅꯤꯊꯣꯏꯗꯥ ꯃꯍꯥꯛꯀꯤ ꯆꯍꯤ ꯇꯔꯥꯅꯤꯄꯥꯜ ꯁꯨꯔꯛꯄꯒꯤ ꯃꯇꯨꯡꯗ ꯆꯠꯅꯕꯥ ꯍꯧꯈꯤ (ꯃꯔꯝꯗꯤ ꯆꯍꯤ ꯇꯔꯥꯅꯤꯄꯥꯜ ꯑꯁꯤ ꯏꯟꯇꯔꯅꯦꯁꯅꯦꯜ ꯇ꯭ꯔꯥꯟꯁꯐꯔꯒꯤ ꯈ꯭ꯋꯥꯏꯗꯒꯤ ꯅꯦꯝꯕꯥ ꯆꯍꯤꯅꯤ)꯫ ꯃꯍꯥꯛꯅ ꯌꯨꯔꯣ ꯅꯤꯐꯨꯇꯔꯨꯛꯀꯤ ꯔꯤꯄꯣꯔꯠ ꯇꯧꯔꯛꯄ ꯐꯤ ꯑꯃꯗ ꯇ꯭ꯔꯥꯟꯁꯐꯔ ꯇꯧꯈꯤ꯫ ꯃꯂꯤꯌꯟ, ꯃꯁꯤ ꯃꯇꯝ ꯑꯗꯨꯗꯥ ꯕ꯭ꯔꯥꯖꯤꯜꯒꯤ ꯐꯨꯠꯕꯣꯜꯒꯤ ꯄꯨꯋꯥꯔꯤꯗꯥ ꯄ꯭ꯂꯦꯌꯥꯔ ꯑꯃꯒꯤ ꯑꯅꯤꯁꯨꯕ ꯈ꯭ꯋꯥꯏꯗꯒꯤ ꯃꯃꯜ ꯌꯥꯝꯂꯕ ꯁꯦꯜ ꯑꯣꯏꯈꯤ ( ꯅꯦꯃꯥꯔ ꯈꯛꯇꯒꯤ ꯃꯇꯨꯡꯗ), ꯇ꯭ꯔꯥꯟꯁꯐꯔ ꯑꯃꯒꯤꯗꯃꯛ ꯕ꯭ꯔꯥꯖꯤꯜꯒꯤ ꯀ꯭ꯂꯕ ꯑꯃꯅ ꯐꯪꯈꯤꯕ ꯈ꯭ꯋꯥꯏꯗꯒꯤ ꯆꯥꯎꯕ ꯁꯦꯟꯐꯝ, ꯑꯃꯁꯨꯡ ꯀ꯭ꯂꯕ ꯑꯃꯅ ꯍꯧꯖꯤꯛ ꯐꯥꯎꯕꯗ ꯄꯤꯈꯤꯕ ꯈ꯭ꯋꯥꯏꯗꯒꯤ ꯋꯥꯡꯕ ꯁꯦꯟꯐꯝ ꯑꯣꯏꯈꯤ꯫ ꯆꯍꯤ ꯇꯔꯥꯃꯥꯄꯜꯒꯤ ꯃꯈꯥꯗ ꯂꯩꯕ ꯐꯨꯠꯕꯣꯜ ꯁꯥꯟꯅꯔꯣꯏ ꯑꯃꯅꯤ꯫ ꯃꯍꯥꯛ ꯑꯍꯥꯟꯕꯗ ꯂꯤꯁꯤꯡ ꯑꯅꯤ ꯇꯔꯥꯅꯤꯄꯥꯜꯒꯤ ꯖꯨꯂꯥꯏꯗꯥ ꯂꯣꯟꯒꯤ ꯃꯇꯨꯡ ꯏꯟꯅ ꯕ꯭ꯔꯥꯖꯤꯜꯗꯥ ꯍꯜꯂꯛꯅꯕꯥ ꯊꯧꯔꯥꯡ ꯇꯧꯔꯝꯃꯤ꯫ ꯁ꯭ꯄꯦꯟꯗꯥ ꯗꯤꯕꯦꯂꯞꯃꯦꯟ ꯑꯃꯁꯨꯡ ꯑꯦꯗꯦꯞꯇꯦꯁꯟ ꯂꯤꯁꯤꯡ ꯑꯅꯤ ꯇꯔꯥꯅꯤꯄꯥꯜꯒꯤ ꯖꯨꯂꯥꯏ ꯀꯨꯟꯗꯥ ꯃꯍꯥꯛꯄꯨ ꯔꯤꯑꯦꯜ ꯃꯥꯗ꯭ꯔꯤꯠꯀꯤ ꯄ꯭ꯂꯦꯌꯥꯔ ꯑꯃ ꯑꯣꯏꯅ ꯑꯣꯐꯤꯁꯤꯑꯦꯜ ꯑꯣꯏꯅ ꯄꯤꯈꯤ꯫ ꯃꯍꯥꯛꯄꯨ ꯁ꯭ꯀꯣꯔ ꯅꯝꯕꯔ ꯀꯨꯟꯅꯤꯄꯥꯜ ꯄꯤꯈꯤ꯫ ꯃꯍꯥꯛꯅ ꯁꯦꯞꯇꯦꯝꯕꯔ ꯀꯨꯟꯃꯥꯄꯜꯗ ꯑꯍꯥꯟꯕ ꯑꯣꯏꯅ ꯁꯥꯟꯅꯈꯤ, ꯃꯍꯥꯛꯅ ꯃꯤꯅꯤꯠ ꯃꯔꯐꯨꯇꯔꯦꯠꯇ ꯑꯦꯠꯂꯦꯇꯤꯀꯣ ꯃꯥꯗ꯭ꯔꯤꯗꯀꯤ ꯃꯥꯌꯣꯛꯇ ꯒꯣꯜ ꯑꯃꯠꯇ ꯌꯥꯎꯗꯅꯥ ꯒꯣꯜ ꯑꯃ ꯁꯣꯛꯅꯈꯤꯕꯗꯥ ꯁꯕꯁ꯭ꯇꯤꯆ꯭ꯌꯨꯠ ꯑꯣꯏꯅ ꯂꯥꯛꯈꯤ꯫ ꯚꯤꯅꯤꯁꯤꯌꯁꯅꯥ ꯑꯣꯛꯇꯣꯕꯔ ꯀꯨꯟꯊ꯭ꯔꯥꯃꯥꯊꯣꯏꯗ ꯃꯦꯂꯤꯂꯥꯒꯤ ꯃꯥꯌꯣꯛꯇ ꯃꯔꯤ-ꯁꯤꯅꯣ ꯒꯣꯜꯗ ꯃꯥꯏꯊꯤꯕ ꯄꯤꯗꯨꯅꯥ ꯀꯣꯄꯥ ꯗꯦꯜ ꯔꯦꯗꯥ ꯃꯔꯤ-ꯁꯤꯅꯣ ꯒꯣꯜꯗꯥ ꯃꯥꯏꯊꯤꯕꯥ ꯄꯤꯈꯤ, ꯃꯥꯔꯀꯣꯅꯥ ꯃꯦꯁꯀꯤ ꯃꯤꯑꯣꯏ ꯑꯃ ꯑꯣꯏꯅ ꯁꯛꯈꯪꯈꯤꯕꯥ ꯑꯗꯨꯗ ꯃꯥꯔꯀꯣ ꯑꯦꯁꯦꯟꯁꯤꯑꯣ ꯑꯃꯁꯨꯡ ꯑꯥꯜꯚꯥꯔꯣ ꯑꯣꯗ꯭ꯔꯤꯑꯣꯖꯣꯂꯥ ꯑꯅꯤꯃꯛꯀꯤ ꯃꯇꯦꯡ ꯄꯥꯡꯗꯨꯅ ꯃꯇꯦꯡ ꯄꯥꯡꯈꯤ꯫ ꯃꯍꯥꯛꯅ ꯃꯍꯥꯛꯀꯤ ꯑꯍꯥꯟꯕ ꯒꯣꯜ ꯑꯗꯨ ꯅꯕꯦꯝꯕꯔ ꯑꯍꯨꯝꯗ ꯃꯤꯅꯤꯠ ꯇꯔꯥꯗ ꯔꯤꯑꯦꯜ ꯚ꯭ꯌꯥꯂꯥꯗꯣꯂꯤꯗꯇꯥ ꯑꯅꯤ -ꯁꯤꯅꯣ ꯗꯥ ꯃꯥꯏꯊꯤꯕ ꯄꯤꯈꯤꯕ ꯃꯦꯁ ꯑꯃꯗ ꯁꯕꯁ꯭ꯇꯤꯆ꯭ꯌꯨꯠ ꯑꯣꯏꯅ ꯂꯥꯛꯈꯤꯕ ꯃꯇꯨꯡꯗ ꯒꯣꯜ ꯑꯃ ꯁꯣꯛꯈꯤ꯫ ꯃꯍꯥꯛꯅ ꯂꯤꯁꯤꯡ ꯑꯅꯤ ꯇꯔꯥꯃꯥꯄꯜꯒꯤ ꯁꯦꯞꯇꯦꯝꯕꯔ ꯀꯨꯟꯃꯥꯄꯜ ꯑꯃꯁꯨꯡ ꯐꯦꯕ꯭ꯔꯨꯋꯥꯔꯤ ꯇꯔꯦꯠꯇ ꯑꯍꯥꯟꯕ ꯑꯣꯏꯅ ꯒꯣꯜ ꯃꯔꯤ ꯊꯥꯈꯤ꯫ ꯃꯥꯔꯆ ꯇꯔꯨꯛꯇ ꯃꯍꯥꯛꯅ ꯑꯖꯥꯛꯁꯇꯥ ꯃꯥꯌꯣꯛꯇ ꯃꯥꯏꯊꯤꯕ ꯄꯤꯈꯤꯕ ꯃꯇꯝꯗ ꯂꯤꯒꯥꯃꯦꯟ ꯑꯃ ꯁꯣꯛꯈꯤ, ꯃꯗꯨꯅ ꯃꯍꯥꯛꯀꯤ ꯁꯤꯖꯟ ꯑꯗꯨ ꯂꯣꯏꯁꯤꯟꯈꯤ꯫ ꯂꯤꯁꯤꯡ ꯑꯅꯤ ꯀꯨꯟꯒꯤ ꯃꯥꯔꯆ ꯑꯃꯗ ꯕꯥꯔꯁꯦꯂꯣꯅꯥꯒꯥ ꯊꯦꯡꯅꯈꯤꯕꯥ ꯑꯦꯜ ꯀ꯭ꯂꯥꯁꯤꯀꯣꯗꯥ ꯔꯤꯑꯦꯜꯅꯥ ꯑꯅꯤ-ꯁꯤꯅꯣ ꯗ ꯃꯥꯏꯊꯤꯕ ꯄꯤꯈꯤꯕ ꯃꯦꯁ ꯑꯃꯗ ꯃꯍꯥꯛꯅ ꯑꯍꯥꯟꯕ ꯒꯣꯜ ꯑꯗꯨ ꯁꯣꯛꯈꯤ꯫ ꯃꯍꯥꯛꯅ ꯂꯤꯛꯀꯤ ꯃꯇꯝꯗ ꯀꯨꯟꯃꯥꯄꯜ ꯔꯣꯝ ꯁꯥꯟꯅꯈꯤ, ꯑꯗꯨꯒ ꯒꯣꯜ ꯑꯍꯨꯝ ꯁꯣꯛꯈꯤ, ꯃꯔꯝꯗꯤ ꯔꯤꯑꯦꯜ ꯃꯥꯗ꯭ꯔꯤꯠꯅꯥ ꯂꯤꯁꯤꯡ ꯑꯅꯤꯒꯥ ꯇꯔꯥꯃꯥꯄꯜ-ꯀꯨꯟꯒꯤ ꯂꯥ ꯂꯤꯒꯥꯗꯥ ꯃꯥꯏꯄꯥꯛꯈꯤ꯫ ꯂꯤꯁꯤꯡ ꯑꯅꯤꯒꯥꯒꯤ ꯀꯨꯟꯃꯥꯊꯣꯏꯒꯤ ꯑꯦꯄꯔꯤꯜ ꯇꯔꯨꯛꯇꯥ ꯚꯤꯅꯤꯁꯤꯌꯁꯅꯥ ꯂꯤꯁꯤꯡ ꯑꯅꯤꯒꯥ ꯀꯨꯟ-ꯀꯨꯟꯃꯥꯊꯣꯏꯒꯤ ꯌꯨꯑꯦꯐꯁꯤ ꯆꯦꯝꯄꯤꯌꯟꯁ ꯂꯤꯛꯀꯤ ꯀ꯭ꯋꯥꯇꯔ ꯐꯥꯏꯅꯦꯜꯒꯤ ꯑꯍꯥꯟꯕ ꯂꯦꯛꯇꯥ ꯂꯤꯚꯥꯔꯄꯨꯜꯒꯥ ꯑꯍꯨꯝ-ꯑꯃ ꯒꯣꯜꯗ ꯃꯥꯏꯊꯤꯕ ꯄꯤꯈꯤꯕ ꯃꯦꯁ ꯑꯃꯗ ꯒꯣꯜ ꯑꯅꯤ ꯁꯣꯛꯈꯤ꯫ ꯔꯤꯑꯦꯜ ꯃꯥꯗ꯭ꯔꯤꯠꯅꯥ ꯁꯦꯃꯤꯐꯥꯏꯅꯦꯜꯗꯥ ꯊꯨꯡꯂꯒꯅꯤ ꯃꯐꯝ ꯑꯗꯨꯗꯥ ꯃꯈꯣꯏꯅ ꯑꯔꯣꯏꯕ ꯆꯦꯝꯄꯤꯌꯟ ꯆꯦꯜꯁꯤꯒꯥ ꯃꯥꯏꯊꯤꯕ ꯄꯤꯔꯝꯒꯅꯤ꯫ꯑꯍꯥꯟꯕ ꯇꯤꯝꯒꯤ ꯕ꯭ꯔꯦꯛꯊ꯭ꯔꯣ, ꯌꯨꯑꯦꯐꯁꯤ ꯆꯦꯝꯄꯤꯌꯟꯁ ꯂꯤꯛꯀꯤ ꯃꯥꯏꯄꯥꯛꯄ ꯚꯤꯅꯤꯁꯤꯌꯁꯅꯥ ꯂꯤꯁꯤꯡ ꯑꯅꯤꯒꯥ ꯀꯨꯟꯃꯥꯊꯣꯏ-ꯀꯨꯟꯅꯤꯊꯣꯏꯒꯤ ꯁꯤꯖꯟ ꯑꯁꯤ ꯂꯥ ꯂꯤꯒꯥ ꯀꯦꯝꯄꯦꯟꯒꯤ ꯑꯍꯥꯟꯕ ꯅꯨꯃꯤꯠꯇꯥ ꯑꯂꯥꯚꯦꯁꯄꯨ ꯃꯔꯤ-ꯑꯃ ꯒꯣꯜꯗꯥ ꯃꯥꯏꯊꯤꯕ ꯄꯤꯗꯨꯅꯥ ꯔꯤꯑꯦꯜ ꯃꯥꯗ꯭ꯔꯤꯠꯀꯤ ꯃꯔꯤꯁꯨꯕ ꯒꯣꯜ ꯑꯗꯨ ꯁꯣꯛꯂꯒꯥ ꯍꯧꯗꯣꯛꯈꯤ꯫ ꯑꯣꯒꯁ ꯀꯨꯟꯅꯤꯊꯣꯏꯗꯥ ꯃꯍꯥꯛꯅ ꯕꯦꯟꯁꯇꯒꯤ ꯂꯥꯛꯄ ꯂꯦꯚꯥꯟꯇꯦꯒꯥ ꯑꯍꯨꯝ-ꯑꯍꯨꯝꯗꯥ ꯕ꯭ꯔꯦꯁ ꯑꯃ ꯂꯧꯈꯤ, ꯃꯁꯤꯅ ꯃꯍꯥꯛꯄꯨ ꯑꯍꯥꯟꯕ ꯇꯤꯝꯒꯤ ꯃꯐꯝ ꯑꯃ ꯀꯟꯕꯥ ꯉꯝꯈꯤ, ꯏꯗꯦꯟ ꯍꯥꯖꯥꯔꯠꯀꯤ ꯃꯃꯥꯡꯗꯅꯤ꯫ ꯑꯣꯛꯇꯣꯕꯔ ꯀꯨꯟꯊ꯭ꯔꯥꯗ ꯃꯍꯥꯛꯅ ꯒꯣꯜ ꯑꯅꯤ ꯁꯣꯛꯈꯤꯕꯒꯥ ꯂꯣꯏꯅꯅꯥ ꯔꯤꯑꯦꯜ ꯃꯥꯗ꯭ꯔꯤꯠꯅꯥ ꯑꯦꯜꯆꯦꯗꯥ ꯑꯅꯤ-ꯑꯃ ꯒꯣꯜꯗꯥ ꯃꯥꯏꯊꯤꯕ ꯄꯤꯗꯨꯅ ꯂꯥ ꯂꯤꯒꯥꯒꯤ ꯇꯦꯕꯜꯗꯥ ꯃꯀꯣꯛ ꯊꯣꯡꯈꯤ꯫ ꯒꯣꯜꯁꯤꯡ ꯑꯁꯤ ꯂꯤꯛ ꯁꯤꯖꯟꯒꯤ ꯃꯍꯥꯛꯀꯤ ꯇꯔꯨꯛꯁꯨꯕꯥ ꯑꯃꯁꯨꯡ ꯇꯔꯦꯠꯁꯨꯕꯥ ꯑꯣꯏꯈꯤ ꯑꯃꯁꯨꯡ ꯑꯄꯨꯟꯕ ꯑꯣꯏꯅ ꯃꯍꯥꯛꯀꯤ ꯑꯍꯨꯝꯁꯨꯕ ꯑꯃꯁꯨꯡ ꯑꯅꯤꯁꯨꯕ ꯑꯣꯏꯈꯤ, ꯃꯁꯤꯅ ꯂꯤꯁꯤꯡ ꯑꯅꯤꯒꯥ ꯀꯨꯟ- ꯀꯨꯟꯃꯥꯊꯣꯏꯒꯤ ꯁꯤꯖꯟꯒꯤ ꯃꯅꯨꯡꯗ ꯀꯝꯄꯤꯇꯤꯁꯟ ꯄꯨꯝꯅꯃꯛꯇ ꯃꯍꯥꯛꯀꯤ ꯑꯄꯨꯟꯕ ꯑꯥꯎꯠꯄꯨꯠ ꯑꯁꯤ ꯁꯨꯞꯅꯇꯒꯤ ꯃꯦꯁ ꯇꯔꯥꯃꯔꯤ ꯈꯛꯇꯗꯥ ꯊꯨꯒꯥꯏꯈꯤ꯫ ꯂꯤꯁꯤꯡ ꯑꯅꯤꯒꯥ ꯀꯨꯟꯅꯤꯊꯣꯏꯒꯤ ꯃꯦ ꯇꯔꯥꯅꯤꯊꯣꯏꯗ ꯂꯦꯚꯥꯟꯇꯦꯗꯥ ꯇꯔꯨꯛ-ꯁꯤꯅꯣ ꯗꯥ ꯃꯥꯏꯊꯤꯕꯥ ꯄꯤꯈꯤꯕ ꯔꯤꯑꯦꯜ ꯃꯥꯗ꯭ꯔꯤꯠꯀꯤꯗꯃꯛ ꯑꯍꯥꯟꯕ ꯍꯦꯠꯇ꯭ꯔꯤꯛ ꯂꯧꯈꯤ꯫